ꯄ꯭ꯔꯣꯒ꯭ꯔꯥꯃꯤꯡ ꯂꯦꯡ꯭ꯒꯨꯌꯦꯖ ꯑꯃꯥ ꯁꯦꯝꯃꯨ꯫ ꯄ꯭ꯔꯣꯒ꯭ꯔꯥꯃꯤꯡ ꯂꯦꯡ꯭ꯒꯨꯌꯦꯖ ꯑꯃꯥ ꯁꯦꯝꯕ ꯍꯥꯏꯕꯁꯤ ꯀꯝꯞꯌꯨꯇꯔ ꯁꯥꯏꯟꯁ, ꯀꯝꯄꯥꯏꯂꯔ ꯗꯤꯖꯥꯏꯟ, ꯂꯦꯡ꯭ꯒꯨꯌꯦꯖ ꯊꯤꯑꯣꯔꯤ ꯑꯃꯁꯨꯡ ꯑꯇꯩ ꯀꯌꯥꯒꯤ ꯂꯧꯁꯤꯡ ꯃꯊꯧ ꯇꯥꯕ ꯑꯔꯨꯕ ꯊꯕꯛ ꯑꯃꯅꯤ꯫ ꯑꯗꯨꯝ ꯑꯣꯏꯅꯃꯛ, ꯃꯐꯝꯁꯤꯗ ꯏꯆꯝ ꯆꯝꯕꯥ ꯄ꯭ꯔꯣꯒ꯭ꯔꯥꯃꯤꯡ ꯂꯦꯡ꯭ꯒꯨꯌꯦꯖ ꯑꯃꯥ ꯁꯦꯝꯕꯗ ꯌꯥꯎꯕ ꯌꯥꯕ ꯈꯣꯡꯊꯥꯡꯁꯤꯡꯒꯤ ꯑꯣꯚꯔꯚꯤꯌꯨ ꯑꯃꯥ ꯄꯤꯔꯤ꯫ ꯄꯥꯟꯗꯝ ꯂꯦꯞꯊꯣꯛꯄ ꯄ꯭ꯔꯣꯒ꯭ꯔꯥꯃꯤꯡ ꯂꯦꯡ꯭ꯒꯨꯌꯦꯖ ꯑꯃꯥ ꯁꯦꯝꯕꯒꯤ ꯑꯍꯥꯟꯕ ꯈꯣꯡꯊꯥꯡꯗꯤ ꯃꯁꯤꯒꯤ ꯄꯥꯟꯗꯝ ꯂꯦꯞꯊꯣꯛꯄꯅꯤ꯫ ꯃꯁꯤ ꯖꯦꯅꯔꯦꯜ-ꯄꯔꯄꯣꯖ ꯂꯣꯜ ꯑꯃꯥ ꯑꯣꯏꯒꯅꯤ ꯅꯠꯇ꯭ꯔꯒ ꯑꯀꯛꯅꯕ ꯄ꯭ꯔꯣꯕ꯭ꯂꯦꯝ ꯑꯃꯥ ꯁꯣꯜꯕ ꯇꯧꯅꯕ ꯁꯦꯝꯈꯤꯕꯔꯥ? ꯂꯣꯜ ꯑꯁꯤꯒꯤ ꯄꯥꯟꯗꯝ ꯑꯁꯤꯅꯥ ꯃꯁꯤꯒꯤ ꯗꯤꯖꯥꯏꯟ ꯑꯃꯁꯨꯡ ꯐꯤꯆꯔꯁꯤꯡꯗ ꯏꯊꯤꯜ ꯄꯤꯒꯅꯤ꯫ ꯂꯣꯜ ꯗꯤꯖꯥꯏꯟ ꯇꯧꯕ ꯄꯥꯟꯗꯝ ꯑꯗꯨ ꯂꯦꯞꯊꯣꯛꯂꯕ ꯃꯇꯨꯡꯗ ꯃꯊꯪꯒꯤ ꯈꯣꯡꯊꯥꯡꯗꯤ ꯂꯣꯜ ꯑꯗꯨ ꯃꯁꯥꯅꯥ ꯗꯤꯖꯥꯏꯟ ꯇꯧꯕꯅꯤ꯫ ꯃꯁꯤꯗꯥ ꯃꯁꯤꯒꯤ ꯁꯤꯟꯇꯦꯛꯁ, ꯀꯤ-ꯋꯥꯔꯗꯁꯤꯡ, ꯀꯟꯠꯔꯣꯜ ꯁ꯭ꯠꯔꯀꯆꯔꯁꯤꯡ, ꯗꯦꯇꯥ ꯃꯈꯜꯁꯤꯡ ꯑꯃꯁꯨꯡ ꯑꯇꯩ ꯀꯌꯥ ꯁꯦꯝꯗꯣꯛꯄꯥ ꯌꯥꯎꯏ꯫ ꯗꯤꯖꯥꯏꯅꯔ ꯑꯗꯨꯅ ꯂꯣꯜ ꯑꯗꯨ ꯀꯔꯝꯅ ꯑꯦꯛꯁꯦꯁ ꯇꯧꯒꯅꯤ ꯍꯥꯏꯕꯗꯨꯁꯨ ꯂꯦꯞꯊꯣꯛꯀꯗꯕꯅꯤ, ꯃꯗꯨ ꯀꯝꯄꯥꯏꯜ ꯇꯧꯒꯅꯤ, ꯏꯟꯇꯔꯞꯔꯥꯏꯖ ꯇꯧꯒꯅꯤ ꯅꯠꯇ꯭ꯔꯒ ꯑꯅꯤꯁꯤꯒꯤ ꯀꯝꯕꯤꯅꯦꯁꯟ ꯇꯧꯒꯅꯤ꯫ ꯂꯦꯛꯁꯔ ꯑꯃꯁꯨꯡ ꯄꯥꯔꯁꯔ ꯏꯕꯥ ꯃꯊꯪꯒꯤ ꯈꯣꯡꯊꯥꯡꯗꯤ ꯂꯣꯜ ꯑꯗꯨꯒꯤꯗꯃꯛ ꯂꯦꯛꯁꯔ ꯑꯃꯁꯨꯡ ꯄꯥꯔꯁꯔ ꯏꯕꯥ ꯑꯁꯤꯅꯤ꯫ ꯂꯦꯛꯁꯔꯅꯥ ꯁꯣꯔꯁ ꯀꯣꯠ ꯑꯁꯤ ꯇꯣꯛꯀꯟꯁꯤꯡꯗ ꯈꯥꯏꯗꯣꯛꯄꯒꯤ ꯊꯧꯗꯥꯡ ꯂꯧꯏ, ꯃꯈꯣꯏꯁꯤꯡ ꯑꯁꯤ ꯂꯣꯜ ꯑꯗꯨꯗꯥ ꯂꯩꯔꯤꯕ ꯑꯔꯊꯒꯤ ꯃꯤꯑꯣꯏ ꯑꯃꯃꯝꯒꯤ ꯌꯨꯅꯤꯠꯁꯤꯡꯅꯤ꯫ ꯃꯗꯨꯒꯤ ꯃꯇꯨꯡꯗꯥ ꯄꯥꯔꯁꯔꯅꯥ ꯇꯣꯛꯀꯟꯁꯤꯡ ꯑꯗꯨ ꯂꯧꯏ ꯑꯃꯁꯨꯡ ꯁꯤꯟꯇꯦꯛꯁ ꯔꯨꯜꯁꯤꯡ ꯁꯤꯖꯤꯟꯅꯗꯨꯅꯥ ꯄꯥꯔꯁ ꯇ꯭ꯔꯤ ꯑꯃꯥ ꯁꯦꯝꯃꯤ, ꯃꯁꯤꯅꯥ ꯄ꯭ꯔꯣꯒ꯭ꯔꯥꯝ ꯑꯗꯨꯒꯤ ꯁ꯭ꯠꯔꯀꯆꯔ ꯑꯗꯨ ꯔꯤꯞꯔꯖꯦꯟ ꯇꯧꯏ꯫ ꯏꯟꯇꯔꯞꯔꯤꯇꯔ ꯅꯠꯇ꯭ꯔꯒ ꯀꯝꯄꯥꯏꯂꯔ ꯏꯝꯞꯂꯤꯃꯦꯟꯠ ꯇꯧꯕ ꯃꯊꯪꯒꯤ ꯈꯣꯡꯊꯥꯡꯗꯤ ꯏꯟꯇꯔꯞꯔꯤꯇꯔ ꯅꯠꯇ꯭ꯔꯒꯥ ꯀꯝꯄꯥꯏꯂꯔ ꯏꯝꯞꯂꯤꯃꯦꯟꯠ ꯇꯧꯕꯅꯤ꯫ ꯏꯟꯇꯔꯞꯔꯤꯇꯔ ꯑꯃꯅꯥ ꯄ꯭ꯔꯣꯒ꯭ꯔꯥꯝ ꯑꯗꯨ ꯁꯣꯔꯁ ꯀꯣꯠꯇꯒꯤ ꯍꯛꯊꯦꯡꯅꯅꯥ ꯑꯦꯛꯁꯦꯁꯤꯕꯜ ꯇꯧꯏ, ꯑꯗꯨꯒꯥ ꯀꯝꯄꯥꯏꯂꯔ ꯑꯃꯅꯥ ꯁꯣꯔꯁ ꯀꯣꯠ ꯑꯗꯨ ꯀꯝꯞꯌꯨꯇꯔꯒꯤ ꯄ꯭ꯔꯣꯁꯦꯁꯔꯅꯥ ꯑꯦꯛꯁꯦꯁꯤꯕꯜ ꯇꯧꯕ ꯌꯥꯕ ꯃꯦꯁꯤꯟ ꯀꯣꯠꯒꯨꯝꯕ ꯑꯇꯣꯞꯄꯥ ꯂꯣꯟꯗꯥ ꯍꯟꯗꯣꯛꯏ꯫ ꯈꯣꯡꯊꯥꯡ ꯑꯁꯤꯅꯥ ꯔꯟꯇꯥꯏꯝ ꯑꯦꯟꯚꯥꯏꯔꯣꯝꯃꯦꯟꯇ ꯏꯝꯞꯂꯤꯃꯦꯟꯠ ꯇꯧꯕꯁꯨ ꯌꯥꯎꯏ, ꯃꯁꯤꯗꯥ ꯂꯣꯜ ꯑꯗꯨꯅ ꯃꯊꯧ ꯇꯥꯕ ꯂꯥꯏꯕ꯭ꯔꯦꯔꯤ ꯅꯠꯇ꯭ꯔꯒ ꯐꯪꯁꯟ ꯑꯃꯠꯇꯥ ꯌꯥꯎꯗꯦ꯫ ꯇꯦꯁ꯭ꯠ ꯇꯧꯕꯥ ꯑꯃꯁꯨꯡ ꯔꯤꯐꯥꯏꯟꯅꯥ ꯇꯧꯕꯥ ꯂꯣꯜ ꯑꯁꯤ ꯏꯝꯞꯂꯤꯃꯦꯟꯠ ꯇꯧꯔꯕ ꯃꯇꯨꯡꯗꯥ ꯃꯗꯨ ꯃꯄꯨꯡ ꯐꯥꯅꯥ ꯇꯦꯁ꯭ꯠ ꯇꯧꯒꯗꯕꯅꯤ ꯃꯗꯨꯅꯥ ꯄꯥꯟꯗꯝ ꯊꯝꯂꯤꯕꯥ ꯃꯇꯨꯡ ꯏꯟꯅꯥ ꯊꯕꯛ ꯇꯧꯕꯥ ꯉꯝꯍꯜꯂꯤ꯫ ꯃꯁꯤꯗꯥ ꯂꯣꯜ ꯑꯗꯨꯗꯥ ꯄ꯭ꯔꯣꯒ꯭ꯔꯥꯝꯁꯤꯡ ꯏꯕꯥ ꯑꯃꯁꯨꯡ ꯃꯈꯣꯏꯅ ꯊꯥꯖꯕ ꯌꯥꯕ ꯐꯂꯁꯤꯡ ꯄꯨꯊꯣꯛꯂꯤꯕ꯭ꯔꯥ ꯍꯥꯏꯕꯗꯨ ꯌꯦꯡꯁꯤꯟꯅꯕ ꯆꯂꯥꯏꯕ ꯌꯥꯎꯏ꯫ ꯑꯁꯣꯏꯕ ꯅꯠꯇ꯭ꯔꯒ ꯏꯁꯨ ꯑꯃꯍꯦꯛꯇꯕꯨ ꯐꯤꯛꯁ ꯇꯧꯒꯗꯕꯅꯤ, ꯑꯃꯁꯨꯡ ꯑꯅꯧꯕ ꯐꯤꯆꯔꯁꯤꯡ ꯍꯥꯞꯆꯤꯟꯅꯕ ꯅꯠꯇ꯭ꯔꯒ ꯄꯔꯐꯣꯃꯦꯟꯁ ꯐꯒꯠꯍꯟꯅꯕ ꯂꯣꯜ ꯑꯗꯨ ꯔꯤꯐꯥꯏꯟꯗ ꯇꯧꯕ ꯃꯊꯧ ꯇꯥꯕ ꯌꯥꯏ꯫ ꯑꯄꯨꯟꯕ ꯑꯣꯏꯅ ꯄ꯭ꯔꯣꯒ꯭ꯔꯥꯝꯃꯤꯡ ꯂꯦꯡ꯭ꯒꯨꯌꯦꯖ ꯑꯃꯥ ꯁꯦꯝꯕ ꯍꯥꯏꯕꯁꯤ ꯀꯝꯞꯌꯨꯇꯔ ꯁꯥꯏꯟꯁꯀꯤ ꯋꯥꯈꯜꯂꯣꯟꯁꯤꯡꯕꯨ ꯅꯤꯡꯊꯤꯅꯥ ꯈꯪꯕ ꯃꯊꯧ ꯇꯥꯕ ꯑꯔꯨꯕ ꯊꯕꯛ ꯑꯃꯅꯤ꯫ ꯑꯗꯨꯝ ꯑꯣꯏꯅꯃꯛ, ꯃꯁꯤ ꯗꯤꯕꯦꯂꯄꯔ ꯑꯃꯅꯥ ꯑꯈꯟꯅꯕ ꯃꯑꯣꯡꯗꯥ ꯁꯃꯁ꯭ꯌꯥꯁꯤꯡ ꯀꯣꯛꯍꯟꯅꯕ ꯑꯅꯧꯕ ꯈꯨꯠꯂꯥꯏ ꯑꯃꯥ ꯁꯦꯝꯕ ꯌꯥꯍꯟꯕ ꯃꯅꯥ ꯄꯤꯕ ꯊꯧꯑꯣꯡ ꯑꯃꯥ ꯑꯣꯏꯕ ꯌꯥꯏ꯫